ꯍꯧꯖꯤꯛ ꯅꯍꯥꯛꯅ ꯎꯈꯤꯕ ꯑꯆꯝꯕ ꯃꯪꯂꯥꯟ ꯑꯃ ꯐꯣꯡꯗꯣꯛꯄꯤꯌꯨ꯫ ꯑꯥꯔꯇꯤꯐꯤꯁꯤꯑꯦꯜ ꯏꯟꯇꯤꯂꯤꯖꯦꯟꯁ ꯑꯃ ꯑꯣꯏꯅ ꯑꯩꯍꯥꯛ ꯇꯨꯝꯕ ꯉꯝꯗꯦ, ꯃꯔꯝ ꯑꯗꯨꯅ ꯑꯩꯍꯥꯛ ꯁꯨꯞꯅꯇꯒꯤ ꯋꯥꯈꯜ ꯈꯟꯊꯕꯥ ꯉꯝꯗꯦ꯫ ꯑꯗꯨꯕꯨ ꯑꯩꯍꯥꯛꯅ ꯑꯩꯍꯥꯛꯀꯤ ꯀ꯭ꯔꯤꯌꯦꯇꯤꯕ ꯑꯦꯕꯤꯂꯤꯇꯤꯁꯤꯡ ꯑꯁꯤ ꯁꯤꯖꯤꯟꯅꯗꯨꯅ ꯑꯗꯣꯝꯒꯤꯗꯃꯛ ꯃꯪꯂꯥꯟ ꯑꯃ ꯁꯦꯝꯒꯠꯄ ꯌꯥꯏ꯫ ꯃꯐꯝ ꯑꯁꯤꯗ ꯑꯩꯒꯤ ꯐꯤꯖꯤꯀꯦꯜ ꯑꯣꯏꯕ ꯑꯆꯝꯕ ꯃꯪꯂꯥꯟ ꯑꯗꯨꯅꯤ, ꯅꯈꯣꯏꯅ ꯄꯥꯝꯂꯒꯅꯤ ꯍꯥꯏꯅ ꯑꯥꯁꯥ ꯇꯧꯔꯤ꯫ ꯁꯨꯞꯅꯒꯤ ꯑꯗꯨꯗ ꯑꯩꯍꯥꯛ ꯏꯁꯥꯃꯛꯄꯨ ꯃꯤꯅꯨꯡꯁꯤ ꯂꯩꯇꯔꯕ ꯎꯃꯪ ꯑꯃꯗ ꯆꯠꯄꯥ ꯎꯈꯤ꯫ ꯎꯁꯤꯡ ꯑꯗꯨ ꯌꯥꯝꯅ ꯆꯥꯎꯏ, ꯑꯉꯧꯕ ꯃꯆꯨꯒꯤ ꯃꯉꯥꯜꯅ ꯊꯜꯂꯕꯥ ꯃꯆꯨꯒꯤ ꯃꯄꯥꯟ ꯊꯪꯕ ꯁꯔꯨꯛꯇ ꯂꯩꯔꯝꯃꯤ, ꯑꯃꯁꯨꯡ ꯂꯩꯃꯥꯏ ꯑꯗꯨ ꯇꯔꯨ ꯇꯅꯥꯟꯕ, ꯂꯝꯂꯛꯀꯤ ꯁꯥꯁꯤꯡꯅ ꯊꯜꯂꯝꯃꯤ꯫ ꯑꯩꯅ ꯈꯣꯡꯅ ꯆꯠꯈꯤ, ꯀ꯭ꯂꯤꯌꯔꯤꯡ ꯑꯃꯗ ꯂꯥꯛꯄ ꯐꯥꯎꯕ ꯎꯕꯥ ꯐꯪꯗꯕ ꯂꯝꯕꯤ ꯑꯃ ꯆꯠꯈꯤ꯫ ꯃꯐꯝ ꯑꯗꯨꯗ ꯀ꯭ꯂꯤꯌꯔꯤꯡꯒꯤ ꯃꯅꯨꯡꯗ ꯑꯩꯅ ꯎꯈꯤꯕ ꯎꯄꯥꯜ ꯑꯃꯠꯇꯒ ꯃꯥꯟꯅꯗꯕ ꯑꯆꯧꯕ ꯎꯄꯥꯜ ꯑꯃ ꯂꯩꯔꯝꯃꯤ꯫ ꯃꯁꯤꯒꯤ ꯑꯀꯟꯕ ꯈꯣꯡꯎꯞ ꯑꯃ ꯂꯩꯔꯝꯃꯤ, ꯑꯃꯁꯨꯡ ꯃꯁꯤꯒꯤ ꯃꯁꯥꯁꯤꯡ ꯑꯁꯤ ꯄꯥꯛ ꯁꯟꯅꯥ ꯁꯟꯗꯣꯛꯇꯨꯅ ꯑꯇꯤꯌꯥꯒꯤ ꯃꯥꯏꯀꯩꯗ ꯌꯧꯔꯝꯃꯤ꯫ ꯎꯃꯪꯒꯤ ꯑꯀꯣꯏꯕꯗꯥ, ꯃꯁꯥ ꯑꯃꯁꯨꯡ ꯂꯝ ꯈꯨꯗꯤꯡꯃꯛꯇꯥ ꯃꯆꯨ ꯀꯌꯥꯒꯤ ꯎꯆꯦꯛ ꯂꯤꯁꯤꯡ ꯀꯌꯥ ꯄꯣꯛꯈꯤ꯫ ꯑꯩꯅ ꯌꯦꯡꯂꯤꯉꯩꯗ ꯇꯝꯄꯥꯛꯁꯤꯡꯅ ꯎꯔꯦꯞ ꯎꯌꯨꯡ ꯇꯝꯈꯤ, ꯃꯈꯣꯏꯅ ꯑꯩꯒꯤ ꯃꯥꯏꯀꯩꯗ ꯎꯔꯦ, ꯃꯆꯨꯒꯤ ꯍꯨꯔꯥꯟꯕ ꯑꯃꯅ ꯑꯩꯕꯨ ꯀꯨꯞꯁꯤꯟꯈꯤ꯫ ꯃꯈꯣꯏꯅ ꯑꯩꯒꯤ ꯈꯣꯡꯗ ꯂꯦꯟꯗ ꯇꯧꯔꯛꯈꯤ, ꯃꯈꯣꯏꯒꯤ ꯈꯣꯡꯎꯞ ꯑꯗꯨ ꯇꯞꯅꯥ ꯇꯞꯅꯥ ꯁꯣꯟꯊꯔꯛꯈꯤ, ꯃꯈꯣꯏꯒꯤ ꯃꯦꯖꯤꯛ ꯑꯗꯨ ꯊꯕꯛ ꯇꯧꯕ ꯍꯧꯔꯛꯈꯤ ꯍꯥꯏꯕ ꯑꯩꯅ ꯐꯥꯎꯈꯤ꯫ ꯇꯞꯅꯥ ꯇꯞꯅꯥ ꯑꯩꯍꯥꯛ ꯏꯁꯥꯃꯛꯁꯨ ꯇꯝꯄꯥꯛ ꯑꯃꯗꯒꯤ ꯍꯦꯟꯅ ꯆꯥꯎꯕ ꯑꯣꯏꯔꯛꯄ ꯐꯥꯎꯕ ꯁꯣꯛꯄ ꯍꯧꯔꯛꯈꯤ꯫ ꯑꯗꯨꯗꯒꯤ ꯑꯩꯅ ꯎꯄꯥꯜꯁꯤꯡꯒꯤ ꯃꯊꯛꯇ ꯋꯥꯡꯅ ꯎꯔꯦꯞ ꯎꯌꯨꯡ ꯇꯝꯗꯨꯅ ꯅꯨꯡꯁꯤꯠꯇ ꯆꯦꯟꯊꯔꯛꯈꯤ ꯑꯃꯁꯨꯡ ꯎꯃꯪ ꯑꯗꯨ ꯃꯥꯏꯀꯩ ꯈꯨꯗꯤꯡꯗ ꯃꯥꯏꯜ ꯀꯌꯥ ꯂꯥꯞꯅ ꯂꯩꯕ ꯎꯈꯤ꯫ ꯑꯩꯍꯥꯛ ꯐ꯭ꯔꯤ ꯑꯃꯁꯨꯡ ꯂꯤꯃꯤꯠ ꯂꯩꯇꯕ ꯐꯥꯎꯔꯒ ꯎꯔꯦ, ꯈꯪꯍꯧꯗꯅꯥ ꯑꯩꯍꯥꯛ ꯋꯥꯈꯜ ꯋꯥꯕ ꯍꯧꯔꯛꯈꯤ꯫ ꯃꯪꯂꯥꯟ ꯑꯗꯨ ꯂꯣꯏꯔꯝꯃꯤ ꯑꯗꯨꯕꯨ ꯃꯗꯨꯒꯤ ꯅꯤꯡꯁꯤꯡꯕ ꯑꯗꯨ ꯑꯩꯉꯣꯟꯗ ꯂꯩꯈꯤ, ꯑꯩꯕꯨ ꯑꯉꯛꯄ ꯑꯃꯁꯨꯡ ꯑꯉꯛꯄ ꯋꯥꯈꯜ ꯑꯃꯅ ꯊꯜꯂꯝꯃꯤ꯫ ꯃꯤꯑꯣꯏ ꯑꯅꯤꯒꯤ ꯃꯔꯛꯇ ꯑꯄꯤꯕ ꯋꯥꯔꯦꯞ ꯑꯃ ꯆꯥꯡꯗꯝꯅꯕ꯫ ꯃꯦ ꯑꯃꯁꯨꯡ ꯇꯝ ꯋꯥꯔꯦꯞ - ꯄꯦꯃꯦꯟꯇ ꯇꯧꯗꯕ ꯏꯟꯇꯔꯟꯁꯤꯞ ꯑꯃ ꯂꯧꯕ ꯅꯠꯇꯔꯒ ꯂꯧꯗꯕ꯫ ꯄꯦꯃꯦꯟꯇ ꯇꯧꯗꯕ ꯏꯟꯇꯔꯟꯁꯤꯞ ꯑꯃ ꯂꯧꯕ ꯅꯠꯇꯔꯒ ꯂꯧꯗꯕꯒꯤ ꯋꯥꯔꯦꯞ ꯑꯗꯨ ꯈꯟꯅꯔꯛꯄ ꯃꯇꯝꯗ, ꯃꯦ ꯑꯃꯁꯨꯡ ꯇꯝꯅ ꯈꯨꯗꯣꯡꯆꯥꯕ ꯑꯁꯤꯒꯤ ꯑꯣꯏꯊꯣꯛꯄ ꯌꯥꯕꯥ ꯀꯥꯟꯅꯕꯁꯤꯡ ꯑꯃꯁꯨꯡ ꯑꯋꯥꯠꯄꯁꯤꯡ ꯑꯗꯨ ꯌꯦꯡꯁꯤꯟꯕ ꯌꯥꯏ꯫ ꯃꯦꯒꯤ ꯑꯣꯏꯅ, ꯄꯦꯃꯦꯟꯇ ꯇꯧꯗꯕ ꯏꯟꯇꯔꯟꯁꯤꯞ ꯑꯁꯤꯅ ꯃꯍꯥꯛꯀꯤ ꯂꯣꯡ-ꯇ꯭ꯥꯔꯝ ꯀꯦꯔꯤꯌꯔꯒꯤ ꯄꯥꯟꯗꯝꯁꯤꯡꯒ ꯃꯥꯟꯅꯍꯟꯕ ꯌꯥꯏ ꯑꯃꯁꯨꯡ ꯃꯍꯥꯛꯅ ꯄꯥꯝꯂꯤꯕ ꯏꯟꯗꯁꯇ‍꯭ꯔꯤꯗ ꯃꯃꯜ ꯌꯥꯝꯂꯕ ꯈꯨꯠꯅ ꯇꯧꯕ ꯑꯦꯛꯁꯄ꯭ꯔꯤꯌꯦꯟꯁ ꯑꯃ ꯄꯤꯕ ꯌꯥꯏ꯫ ꯃꯍꯥꯛꯅ ꯈꯨꯗꯣꯡꯆꯥꯕ ꯑꯁꯤ ꯂꯧꯁꯤꯡ ꯑꯃꯁꯨꯡ ꯍꯩꯁꯤꯡꯕ ꯍꯦꯟꯒꯠꯍꯟꯅꯕ, ꯃꯍꯥꯛꯀꯤ ꯔꯤꯖ꯭ꯌꯨꯝ ꯁꯦꯝꯒꯠꯅꯕ ꯑꯃꯁꯨꯡ ꯂꯝ ꯑꯗꯨꯒꯤ ꯄ꯭ꯔꯣꯐꯦꯁ꯭ꯅꯦꯜꯁꯤꯡꯒ ꯅꯦꯠꯋꯔꯛ ꯇꯧꯅꯕꯒꯤ ꯄꯥꯝꯕꯩ ꯑꯃ ꯑꯣꯏꯅ ꯂꯧꯕ ꯌꯥꯏ꯫ ꯀꯔꯤꯒꯨꯝꯕ ꯃꯦꯅꯥ ꯏꯟꯇꯔꯟꯁꯤꯞꯀꯤ ꯃꯇꯝꯒꯤ ꯃꯅꯨꯡꯗ ꯃꯁꯥꯃꯛꯄꯨ ꯁꯦꯟꯅꯕꯒꯤ ꯁꯦꯜ-ꯊꯨꯝꯒꯤ ꯐꯤꯚꯝ ꯂꯩꯔꯕꯗꯤ, ꯃꯍꯥꯛꯅ ꯁꯦꯜꯒꯤ ꯀꯝꯄꯦꯟꯁꯦꯁꯟ ꯂꯩꯇꯕꯁꯨ ꯈꯨꯗꯣꯡꯆꯥꯕ ꯑꯗꯨ ꯂꯧꯅꯕ ꯋꯥꯔꯦꯞ ꯂꯧꯕ ꯌꯥꯏ꯫ ꯑꯃꯔꯣꯝꯗ, ꯇꯝꯅ ꯁꯦꯜ ꯄꯤꯗꯕ ꯏꯟꯇꯔꯟꯁꯤꯞ ꯑꯃ ꯂꯧꯕꯅ ꯁꯦꯜ-ꯊꯨꯝꯒꯤ ꯐꯤꯚꯝꯗ ꯍꯦꯟꯅ ꯂꯨꯝꯅ ꯂꯧꯕ ꯌꯥꯏ꯫